ꯀꯔꯤꯒꯤꯗꯃꯛꯇ ꯑꯀꯛꯅꯕ ꯄ꯭ꯔꯣꯕ꯭ꯂꯦꯝꯁꯤꯡꯒꯤꯗꯃꯛꯇ ꯗꯤꯁꯤꯖꯟ ꯇ꯭ꯔꯤꯁꯤꯡ ꯑꯁꯤ ꯂꯥꯏꯅ ꯃꯣꯗꯦꯜꯁꯤꯡꯗꯒꯤ ꯍꯦꯟꯅ ꯐꯕ ꯑꯣꯏꯔꯛꯄꯒꯦ ꯍꯥꯏ ꯍꯥꯐꯕꯗꯨ ꯁꯟꯗꯣꯛꯅ ꯇꯥꯛꯄꯤꯌꯨ꯫ ꯋꯥꯔꯦꯞ ꯂꯧꯕꯒꯤ ꯎ ꯑꯃꯁꯨꯡ ꯂꯥꯏꯅ ꯃꯣꯗꯦꯜ ꯑꯅꯤꯃꯛ ꯑꯁꯤ ꯄ꯭ꯔꯤꯗꯤꯛꯁꯟ ꯑꯃꯁꯨꯡ ꯀ꯭ꯂꯥꯁꯤꯐꯤꯀꯦꯁꯟꯒꯤ ꯊꯕꯛꯁꯤꯡꯗ ꯁꯤꯖꯤꯟꯅꯕ ꯁꯛꯇꯤ ꯂꯩꯕ ꯃꯦꯆꯟ ꯂꯔꯅꯤꯡ ꯑꯦꯜꯒꯣꯔꯤꯊꯝꯁꯤꯡꯒꯤ꯫ ꯑꯗꯨꯝ ꯑꯣꯏꯅꯃꯛ ꯃꯔꯝ ꯀꯌꯥꯅ ꯃꯔꯝ ꯑꯣꯏꯗꯨꯅ ꯑꯀꯛꯅꯕ ꯁꯃꯁ꯭ꯌꯥ ꯈꯔꯒꯤꯗꯃꯛ ꯗꯤꯁꯤꯖꯟ ꯇ꯭ꯔꯤꯁꯤꯡ ꯑꯁꯤ ꯂꯥꯏꯅ ꯃꯣꯗꯦꯜꯁꯤꯡꯗꯒꯤ ꯍꯦꯟꯅ ꯐꯕ ꯈꯟꯕꯒꯤ ꯃꯑꯣꯡ ꯑꯃ ꯑꯣꯏꯕ ꯌꯥꯏ꯫ ꯅꯟ-ꯂꯤꯅꯤꯌꯔ ꯑꯣꯏꯕ ꯃꯔꯤꯁꯤꯡ ꯃꯣꯗꯦꯜ ꯇꯧꯕꯥ ꯉꯝꯕ: ꯋꯥꯔꯦꯞ ꯂꯧꯕꯒꯤ ꯎꯁꯤꯡꯅ ꯐꯤꯆꯔꯁꯤꯡ ꯑꯃꯁꯨꯡ ꯇꯥꯔꯒꯦꯠ ꯚꯦꯔꯤꯑꯦꯕꯜꯒꯤ ꯃꯔꯛꯇ ꯅꯟ-ꯂꯤꯅꯤꯌꯔ ꯑꯣꯏꯕ ꯃꯔꯤꯁꯤꯡ ꯍꯦꯟꯗꯜ ꯇꯧꯕ ꯉꯝꯃꯤ, ꯑꯗꯨꯒ ꯂꯤꯅꯤꯌꯔ ꯃꯣꯗꯦꯜꯁꯤꯡꯅ ꯏꯟꯄꯨꯠꯁꯤꯡ ꯑꯃꯁꯨꯡ ꯑꯥꯎꯠꯄꯨꯠꯁꯤꯡ ꯃꯔꯛꯇ ꯂꯩꯔꯤꯕ ꯃꯔꯤ ꯑꯁꯤ ꯂꯥꯏꯕ ꯑꯣꯏ ꯂꯥꯏꯅ ꯂꯧꯏ꯫ ꯃꯔꯝ ꯑꯁꯤꯅ ꯀꯔꯤꯒꯨꯝꯕ ꯄ꯭ꯔꯤꯗꯤꯛꯇꯔꯁꯤꯡ ꯑꯃꯁꯨꯡ ꯔꯦꯁꯄꯣꯟꯁ ꯚꯦꯔꯤꯑꯦꯕꯜꯒꯤ ꯃꯔꯛꯇ ꯂꯩꯔꯤꯕ ꯑꯟꯗꯔꯂꯥꯏꯟ ꯃꯔꯤ ꯑꯁꯤ ꯅꯟ-ꯂꯤꯅꯤꯌꯔ ꯅꯠꯇ꯭ꯔꯒ ꯈꯪꯗꯕ ꯑꯣꯏꯔꯕꯗꯤ ꯋꯥꯔꯦꯞ ꯂꯧꯕꯒꯤ ꯎꯁꯤꯡ ꯑꯁꯤ ꯍꯦꯟꯅ ꯐꯕ ꯋꯥꯔꯦꯞ ꯑꯃ ꯑꯣꯏꯕ ꯌꯥꯏ꯫ ꯀꯦꯇꯦꯒꯣꯔꯤꯀꯦꯜ ꯚꯦꯔꯤꯑꯦꯕꯜꯁꯤꯡ ꯍꯦꯟꯗꯜ ꯇꯧꯕꯗ ꯂꯥꯏꯕ: ꯋꯥꯔꯦꯞ ꯂꯧꯕꯒꯤ ꯎꯁꯤꯡꯅ ꯀꯦꯇꯦꯒꯣꯔꯤ ꯑꯃꯁꯨꯡ ꯅ꯭ꯌꯨꯃꯔꯤꯛ ꯗꯦꯇ ꯑꯅꯤꯃꯛ ꯍꯦꯟꯗꯜ ꯇꯧꯕ ꯉꯝꯕꯒꯤ ꯃꯑꯣꯡ ꯂꯩ, ꯃꯁꯤꯅ ꯚꯦꯔꯤꯑꯦꯕꯜ ꯃꯈꯜ ꯑꯅꯤꯃꯛ ꯂꯩꯕ ꯗꯦꯇ ꯁꯦꯠꯁꯤꯡꯒ ꯊꯕꯛ ꯇꯧꯕꯗ ꯂꯥꯏꯊꯣꯜꯍꯜꯂꯤ꯫